ꯀꯔꯤꯒꯤꯗꯃꯛꯇ ꯄꯤꯔꯤꯕ ꯍꯤꯔꯝ ꯑꯁꯤ ꯌꯥꯝꯅ ꯃꯔꯨꯑꯣꯏꯕ ꯌꯥꯕꯅꯣ ꯍꯥꯏꯕꯗꯨ ꯁꯟꯗꯣꯛꯅ ꯇꯥꯛꯄꯤꯌꯨ꯫ ꯁꯥꯏꯕꯔꯁꯦꯀ‌꯭ꯌꯨꯔꯤꯇꯤꯒꯤ ꯃꯇꯥꯡꯗ꯫ ꯁꯥꯏꯕꯔꯁꯦꯀ꯭ꯌꯨꯔꯤꯇꯤ ꯑꯁꯤ ꯌꯥꯝꯅ ꯃꯔꯨꯑꯣꯏ ꯃꯔꯝꯗꯤ ꯃꯁꯤ ꯀꯝꯄ꯭ꯌꯨꯇꯔ, ꯁꯔꯚꯔ, ꯃꯣꯕꯥꯏꯜ ꯗꯤꯚꯥꯏꯁꯁꯤꯡ, ꯏꯂꯦꯛꯇ꯭ꯔꯣꯅꯤꯛ ꯁꯤꯁ꯭ꯇꯦꯝꯁꯤꯡ, ꯅꯦꯠꯋꯥꯔꯀꯁꯤꯡ, ꯑꯃꯁꯨꯡ ꯗꯦꯇꯥꯕꯨ ꯗꯤꯖꯤꯇꯦꯜ ꯑꯦꯇꯦꯛꯁꯤꯡ, ꯍꯨꯔꯥꯟꯕ ꯑꯃꯁꯨꯡ ꯑꯃꯥꯡ-ꯑꯇꯥꯗꯒꯤ ꯉꯥꯛꯊꯣꯛꯅꯕꯒꯤ ꯊꯧꯑꯣꯡꯅꯤ꯫ ꯍꯦꯟꯅ ꯁꯦꯟꯁꯤꯇꯤꯚ ꯑꯣꯏꯕ ꯏꯟꯐꯣꯔꯃꯦꯁꯟ ꯑꯗꯨ ꯑꯣꯟꯂꯥꯏꯟꯗ ꯁ꯭ꯇꯣꯔ ꯇꯧꯔꯛꯄꯒ ꯂꯣꯏꯅꯅ, ꯑꯃꯁꯨꯡ ꯏꯟꯇꯔꯅꯦꯠꯀꯤ ꯈꯨꯠꯊꯥꯡꯗ ꯍꯦꯟꯅ ꯕ꯭ꯌꯨꯖꯤꯅꯦꯁ ꯑꯃꯁꯨꯡ ꯄꯔꯁꯣꯅꯦꯜ ꯇ꯭ꯔꯥꯟꯖꯦꯛꯁꯟꯁꯤꯡ ꯊꯣꯛꯂꯛꯄꯒ ꯂꯣꯏꯅꯅ, ꯁꯥꯏꯕꯔ ꯊ꯭ꯔꯦꯠꯁꯤꯡꯒ ꯃꯔꯤ ꯂꯩꯅꯕ ꯔꯤꯁ꯭ꯀꯁꯤꯡ ꯑꯁꯤ ꯌꯥꯝꯅꯥ ꯍꯦꯟꯒꯠꯂꯛꯂꯤ꯫ ꯃꯇꯤꯛ ꯆꯥꯗꯕ ꯁꯥꯏꯕꯔꯁꯦꯀ꯭ꯌꯨꯔꯤꯇꯤꯅ ꯃꯔꯨꯑꯣꯏꯕ ꯗꯦꯇ ꯃꯥꯡꯍꯟꯕ, ꯁꯦꯜ-ꯊꯨꯝꯒꯤ ꯃꯥꯡꯍꯟꯕ, ꯃꯤꯡꯆꯠ ꯃꯥꯡꯍꯟꯕ, ꯑꯃꯁꯨꯡ ꯃꯤꯑꯣꯏ ꯑꯃꯗꯥ ꯑꯁꯣꯛ-ꯑꯄꯟ ꯐꯥꯎꯕ ꯊꯣꯛꯍꯟꯕ ꯌꯥꯏ꯫ ꯃꯔꯝ ꯑꯗꯨꯅ ꯕ꯭ꯌꯨꯖꯤꯅꯦꯁ ꯑꯃꯁꯨꯡ ꯁꯔꯀꯥꯔꯁꯤꯡꯅ ꯃꯈꯣꯏꯒꯤ ꯁꯤꯁ꯭ꯇꯦꯝꯁꯤꯡ ꯑꯃꯁꯨꯡ ꯗꯦꯇꯥ ꯑꯗꯨ ꯁꯥꯏꯕꯔ ꯊ꯭ꯔꯦꯠꯁꯤꯡꯗꯒꯤ ꯉꯥꯛꯊꯣꯛꯅꯕ ꯃꯊꯧ ꯇꯥꯕ ꯈꯣꯡꯊꯥꯡꯁꯤꯡ ꯂꯧꯈꯠꯄ ꯍꯥꯏꯕꯁꯤ ꯌꯥꯝꯅ ꯃꯔꯨꯑꯣꯏ꯫ ꯃꯇꯤꯛ ꯆꯥꯕ ꯁꯥꯏꯕꯔꯁꯦꯀ꯭ꯌꯨꯔꯤꯇꯤꯒꯤ ꯊꯧꯔꯥꯡꯁꯤꯡꯅ ꯑꯌꯥꯕ ꯄꯤꯗꯕ ꯑꯦꯛꯁꯦꯁ, ꯍꯦꯛꯀꯤꯡ ꯑꯃꯁꯨꯡ ꯑꯇꯩ ꯃꯈꯜ-ꯃꯈꯥ ꯀꯌꯥꯒꯤ ꯗꯤꯖꯤꯇꯦꯜ ꯑꯦꯇꯦꯛꯁꯤꯡ ꯊꯤꯡꯕꯗ ꯃꯇꯦꯡ ꯄꯥꯡꯏ